ꯑꯀꯣꯢꯕꯒꯤ ꯐꯤꯕꯝꯒꯤ ꯃꯇꯥꯡꯗ ꯈꯟꯅ-ꯅꯩꯅꯕ ꯑꯁꯤ ꯀꯔꯤꯒꯤꯗꯃꯛꯇ ꯃꯔꯨꯑꯣꯏꯕꯅꯣ ꯍꯥꯢꯕꯒꯤ ꯃꯇꯥꯡꯗ ꯋꯥ ꯉꯥꯡꯕꯤꯌꯨ꯫ ꯒꯨꯗ ꯃꯣꯔꯅꯤꯡ ꯃꯤꯄꯨꯝ ꯈꯨꯗꯤꯡꯃꯛ꯫ ꯉꯁꯤ ꯑꯩꯍꯥꯛꯅꯥ ꯑꯩꯈꯣꯢ ꯄꯨꯝꯅꯃꯛꯄꯨ ꯋꯥꯈꯜ ꯇꯥꯍꯜꯂꯤꯕ ꯍꯤꯔꯝ ꯑꯃꯒꯤ ꯃꯇꯥꯡꯗ ꯉꯥꯡꯅꯤꯡꯂꯤ ꯑꯀꯣꯢꯕꯒꯤ ꯐꯤꯕꯝꯒꯤ ꯃꯇꯥꯡꯗ꯫ ꯑꯩꯈꯣꯢꯅ ꯍꯤꯡꯅꯕꯒꯤꯗꯃꯛ ꯒ꯭ꯔꯍ ꯑꯃꯈꯛꯇꯃꯛ ꯂꯩꯔꯤ ꯑꯃꯁꯨꯡ ꯃꯁꯤꯕꯨ ꯍꯦꯟꯅ ꯐꯕ ꯃꯑꯣꯡꯗ ꯌꯦꯡꯁꯤꯟꯕ ꯍꯥꯏꯕ ꯑꯁꯤ ꯌꯥꯝꯅ ꯃꯔꯨꯑꯣꯏ꯫ ꯑꯩꯈꯣꯢꯅ ꯑꯌꯥꯝꯕꯅ ꯑꯩꯈꯣꯢꯒꯤ ꯑꯀꯣꯢꯕꯒꯤ ꯐꯤꯕꯝ ꯑꯁꯤ ꯌꯥꯝꯅ ꯂꯥꯏꯅ ꯂꯧꯏ ꯑꯗꯨꯕꯨ ꯑꯆꯨꯝꯕ ꯑꯗꯨꯗꯤ ꯄ꯭ꯔꯤꯊꯤꯕꯤꯒꯤ ꯔꯤꯁꯣꯔꯁꯁꯤꯡ ꯑꯁꯤ ꯌꯥꯝꯅ ꯅꯦꯝꯃꯤ ꯑꯃꯁꯨꯡ ꯆꯦꯛꯁꯤꯟꯅ ꯈꯟꯅꯗꯅ ꯑꯩꯈꯣꯢꯅ ꯃꯈꯣꯢꯕꯨ ꯂꯣꯏꯁꯤꯟꯕ ꯉꯝꯒꯅꯤ꯫ ꯑꯀꯣꯢꯕꯒꯤ ꯐꯤꯕꯝꯒꯤ ꯃꯇꯥꯡꯗ ꯈꯟꯅ-ꯅꯩꯅꯕ ꯑꯁꯤ ꯃꯔꯨ ꯑꯣꯏꯕꯒꯤ ꯑꯍꯥꯟꯕ ꯃꯔꯝꯗꯤ ꯑꯩꯈꯣꯢꯒꯤ ꯍꯤꯡꯅꯕꯒꯤ ꯂꯝꯕꯤ ꯑꯁꯤ ꯃꯁꯤꯗ ꯌꯨꯝꯐꯝ ꯑꯣꯏꯕꯅꯤ꯫ ꯑꯩꯈꯣꯢꯅ ꯆꯥꯅꯕ, ꯏꯁꯤꯡ ꯑꯃꯁꯨꯡ ꯑꯁꯦꯡꯕ ꯅꯨꯡꯁꯤꯠꯀꯤꯗꯃꯛ ꯄ꯭ꯔꯤꯊꯤꯕꯤꯗ ꯊꯥꯖꯕ ꯊꯝꯂꯤ꯫ ꯀꯔꯤꯒꯨꯝꯕ ꯑꯩꯈꯣꯢꯅ ꯑꯩꯈꯣꯢꯒꯤ ꯑꯀꯣꯢꯕꯒꯤ ꯐꯤꯕꯝ ꯌꯦꯡꯁꯤꯟꯕꯤꯗ꯭ꯔꯕꯗꯤ ꯍꯥꯢꯔꯤꯕ ꯔꯤꯁꯣꯔꯁꯁꯤꯡ ꯑꯁꯤ ꯂꯩꯔꯔꯣꯏ꯫ ꯑꯅꯤꯁꯨꯕꯗ ꯑꯀꯣꯢꯕꯒꯤ ꯐꯤꯕꯝ ꯑꯁꯤ ꯁꯥ-ꯁꯟ ꯂꯥꯈ ꯀꯌꯥꯒꯤ ꯃꯌꯨꯝ ꯑꯣꯏꯔꯤ ꯃꯗꯨꯒꯤ ꯃꯅꯨꯡꯗ ꯀꯌꯥ ꯑꯃꯗꯤ ꯈꯨꯗꯣꯡꯊꯤꯕꯥ ꯅꯪꯂꯤ꯫ ꯑꯩꯈꯣꯢꯅ ꯍꯤꯡꯐꯝ ꯑꯃ ꯃꯣꯠꯍꯟꯕ ꯅꯠꯇ꯭ꯔꯒ ꯃꯥꯡꯍꯟꯕ ꯈꯨꯗꯤꯡꯗ ꯑꯩꯈꯣꯢꯅ ꯏꯀꯣꯁꯤꯁꯇꯦꯝ ꯑꯃ ꯄꯨꯝꯅꯃꯛ ꯍꯟꯊꯍꯟꯕꯗ ꯃꯇꯦꯡ ꯄꯥꯡꯏ꯫ ꯍꯥꯢꯔꯤꯕ ꯃꯈꯜꯁꯤꯡ ꯑꯁꯤ ꯉꯥꯛꯊꯣꯛꯄ ꯑꯃꯁꯨꯡ ꯃꯈꯣꯢ ꯃꯈꯥ ꯇꯥꯅ ꯍꯤꯡꯒꯠꯍꯟꯕ ꯉꯝꯅꯕ ꯑꯩꯈꯣꯢꯒꯤ ꯊꯧꯗꯥꯡ ꯂꯩꯔꯤ꯫ ꯑꯩꯈꯣꯢꯅ ꯑꯀꯣꯢꯕꯒꯤ ꯐꯤꯕꯝꯒꯤ ꯃꯇꯥꯡꯗ ꯈꯟꯅꯒꯗꯕ ꯑꯇꯣꯞꯄ ꯃꯔꯝ ꯑꯃꯗꯤ ꯃꯁꯤꯅ ꯑꯩꯈꯣꯢꯒꯤ ꯍꯛꯁꯦꯜꯗ ꯄꯤꯔꯤꯕ ꯁꯥꯐꯨ ꯑꯁꯤꯅꯤ꯫ ꯄꯣꯂꯨꯁꯟ ꯑꯃꯁꯨꯡ ꯑꯀꯣꯢꯕꯒꯤ ꯐꯤꯕꯝ ꯁꯣꯛꯍꯟꯕꯅ ꯁꯣꯔ ꯍꯣꯟꯕꯒꯤ ꯁꯃꯁ꯭ꯌꯥ, ꯈꯣꯡꯒꯤ ꯐꯤꯚꯝ ꯑꯃꯁꯨꯡ ꯀꯦꯟꯁꯔ ꯐꯥꯎꯕꯥ ꯌꯥꯎꯅ ꯍꯛꯁꯦꯜꯒꯤ ꯋꯥꯐꯝ ꯀꯌꯥ ꯊꯣꯛꯍꯟꯕ ꯌꯥꯏ꯫ ꯀꯔꯤꯒꯨꯝꯕ ꯑꯩꯈꯣꯢ ꯏꯁꯥ ꯑꯃꯁꯨꯡ ꯑꯩꯈꯣꯢꯒꯤ ꯏꯃꯨꯡ ꯃꯅꯨꯡꯕꯨ ꯍꯛꯆꯥꯡ ꯐꯅꯥ ꯊꯝꯕ ꯄꯥꯝꯂꯕꯗꯤ ꯑꯩꯈꯣꯢꯒꯤ ꯑꯀꯣꯢꯕꯒꯤ ꯐꯤꯕꯝ ꯁꯦꯡꯅ ꯊꯝꯕ ꯑꯁꯤ ꯇꯉꯥꯏꯐꯗꯕ ꯑꯃꯅꯤ꯫ ꯑꯔꯣꯏꯕꯗꯥ ꯑꯩꯈꯣꯢꯒꯤ ꯁꯦꯟꯃꯤꯠꯂꯣꯟꯒꯤꯗꯃꯛ ꯑꯀꯣꯢꯕꯒꯤ ꯐꯤꯕꯝ ꯑꯁꯤ ꯇꯉꯥꯏꯐꯗꯕ ꯑꯃꯅꯤ꯫ ꯍꯛꯆꯥꯡ ꯐꯕ ꯑꯀꯣꯢꯕꯒꯤ ꯐꯤꯕꯝ ꯂꯩꯇ꯭ꯔꯕꯗꯤ ꯂꯧꯎ-ꯁꯤꯡꯎ, ꯉꯥ ꯐꯥꯕꯥ, ꯇꯨꯔꯤꯖꯝꯒꯨꯝꯕ ꯏꯟꯗꯁꯇ꯭ꯔꯤꯁꯤꯡꯅ ꯑꯋꯥꯕꯥ ꯃꯥꯌꯣꯛꯅꯔꯤ꯫ ꯑꯩꯈꯣꯢꯒꯤ ꯁꯦꯟꯃꯤꯠꯂꯣꯟ ꯑꯁꯤ ꯇꯪꯗꯨ ꯂꯩꯇꯥꯕ ꯑꯃꯁꯨꯡ ꯊꯋꯥꯏ ꯌꯥꯎꯕ ꯑꯀꯣꯢꯕꯒꯤ ꯐꯤꯕꯝꯗ ꯊꯥꯖꯕ ꯊꯝꯂꯤ ꯃꯔꯝ ꯑꯗꯨꯅ ꯑꯩꯈꯣꯢꯅ ꯃꯁꯤꯕꯨ ꯌꯦꯡꯁꯤꯟꯕꯥ ꯑꯁꯤ ꯌꯥꯝꯅ ꯃꯔꯨꯑꯣꯏ꯫ ꯂꯣꯏꯁꯤꯜꯂꯛꯄꯗ ꯑꯀꯣꯢꯕꯒꯤ ꯐꯤꯕꯝꯒꯤ ꯃꯇꯥꯡꯗ ꯈꯟꯅ-ꯅꯩꯅꯕ ꯑꯁꯤ ꯈ꯭ꯋꯥꯏꯗꯒꯤ ꯃꯔꯨꯑꯣꯏ꯫ ꯄ꯭ꯔꯤꯊꯤꯕꯤ ꯑꯁꯤꯕꯨ ꯌꯦꯡꯁꯤꯟꯕ ꯑꯃꯁꯨꯡ ꯃꯁꯤ ꯑꯩꯈꯣꯢꯒꯤꯗꯃꯛ ꯑꯃꯁꯨꯡ ꯇꯨꯡꯒꯤ ꯃꯤꯔꯣꯜꯁꯤꯡꯒꯤꯗꯃꯛ ꯍꯤꯡꯕ ꯌꯥꯕ ꯃꯐꯝ ꯑꯃ ꯑꯣꯏꯅ ꯂꯩꯍꯟꯕ ꯑꯁꯤ ꯑꯩꯈꯣꯢꯒꯤ ꯊꯧꯗꯥꯡꯅꯤ꯫ ꯑꯩꯈꯣꯏꯅꯥ ꯅꯤꯡꯁꯤꯡꯒꯗꯕꯗꯤ ꯑꯩꯈꯣꯢꯒꯤ ꯊꯕꯛꯁꯤꯡ ꯑꯁꯤꯅ ꯃꯍꯩ ꯌꯥꯜꯂꯤ ꯑꯃꯁꯨꯡ ꯑꯩꯈꯣꯢꯒꯤ ꯒ꯭ꯔꯍ ꯑꯁꯤ ꯉꯥꯛꯊꯣꯛꯅꯕ ꯑꯩꯈꯣꯢꯅ ꯑꯐꯕ ꯑꯍꯣꯡꯕ ꯄꯨꯔꯛꯄ ꯍꯧꯕꯒꯤ ꯃꯇꯝ ꯑꯣꯏꯔꯦ꯫ ꯊꯥꯒꯠꯆꯔꯤ꯫ ꯌꯨꯝꯒꯤ ꯃꯄꯥꯟꯗꯒꯤ ꯂꯥꯛꯄ ꯑꯀꯟꯕ ꯈꯣꯟꯖꯦꯜꯒꯤ ꯃꯇꯥꯡꯗ ꯃꯌꯦꯛ ꯁꯦꯡꯅꯥ ꯇꯥꯛꯄꯥ꯫ ꯑꯥꯔꯇꯤꯐꯤꯁꯤꯑꯦꯜ ꯏꯟꯇꯤꯂꯤꯖꯦꯟ ꯑꯃ ꯑꯣꯏꯅ ꯑꯩꯍꯥꯛꯅ ꯑꯗꯣꯝꯒꯤ ꯌꯨꯝꯒꯤ ꯃꯄꯥꯟꯗ ꯂꯩꯕꯥ ꯑꯀꯣꯢꯕꯒꯤ ꯐꯤꯕꯝ ꯑꯗꯨ ꯈꯣꯟꯖꯦꯜ ꯈꯡꯕ ꯅꯠꯇ꯭ꯔꯒ ꯏꯁꯥꯅ ꯑꯣꯏꯅ ꯌꯦꯡꯁꯤꯟꯕꯒꯤ ꯊꯧꯅꯥ ꯂꯩꯇꯦ꯫ ꯃꯔꯝ ꯑꯗꯨꯅ ꯑꯀꯟꯕ ꯈꯣꯟꯖꯦꯜ ꯑꯁꯤꯒꯤ ꯑꯆꯨꯝꯕ ꯃꯔꯝ ꯑꯗꯨ ꯑꯩꯅ ꯈꯪꯕꯥ ꯉꯝꯗꯦ꯫ ꯑꯗꯨꯝ ꯑꯣꯏꯅꯃꯛ ꯃꯄꯥꯟꯗ ꯑꯀꯟꯕ ꯈꯣꯟꯖꯦꯜ ꯊꯣꯛꯍꯟꯕꯒꯤ ꯑꯣꯏꯊꯣꯛꯄ ꯌꯥꯕ ꯃꯔꯝ ꯀꯌꯥ ꯂꯩ: ꯀꯟꯁꯇ꯭ꯔꯛꯁꯟꯒꯤ ꯊꯕꯛ, ꯇ꯭ꯔꯥꯐꯤꯛ, ꯂꯝꯕꯤꯗ ꯆꯠꯂꯤꯕ ꯇ꯭ꯔꯦꯟ ꯅꯠꯇ꯭ꯔꯒ ꯃꯥꯂꯪꯍꯤ ꯑꯃ, ꯃꯤ ꯌꯥꯝꯅ ꯇꯤꯟꯕ ꯅꯠꯇ꯭ꯔꯒ ꯃꯩ ꯆꯥꯛꯄ ꯅꯠꯇ꯭ꯔꯒ ꯒꯥꯔꯤꯒꯤ ꯑꯦꯛꯁꯤꯗꯦꯟꯇꯒꯨꯝꯕ ꯑꯦꯃꯔꯖꯦꯟꯁꯤꯒꯤ ꯐꯤꯚꯝ ꯑꯃ꯫ ꯈꯣꯟꯖꯦꯜ ꯑꯁꯤꯒꯤ ꯑꯆꯨꯝꯕ ꯃꯔꯝ ꯈꯡꯅꯕꯒꯤꯗꯃꯛ ꯃꯄꯥꯟꯗ ꯌꯦꯡꯕꯗ ꯃꯅꯥꯛ ꯅꯛꯄ ꯃꯤꯑꯣꯏ ꯑꯃꯗ ꯍꯪꯕꯗ ꯅꯠꯇ꯭ꯔꯒ ꯃꯐꯝꯗꯨꯒꯤ ꯄꯥꯎꯒꯤ ꯁꯣꯔꯁꯁꯤꯡ ꯌꯦꯡꯕꯗ ꯈ꯭ꯋꯥꯏꯗꯒꯤ ꯐꯩ꯫